ꯃꯈꯥꯗ ꯄꯤꯔꯤꯕ ꯋꯥꯔꯤ ꯑꯁꯤꯑꯃꯗꯒꯤ ꯇꯔꯥ ꯒꯤ ꯁ꯭ꯀꯦꯜ ꯑꯃꯗ ꯒ꯭ꯔꯦꯗ ꯇꯧ꯫ ꯂꯥꯏꯔꯤꯛ ꯑꯁꯤꯗ ꯑꯩꯍꯥꯛꯅ ꯁ꯭ꯀꯨꯜꯒꯤ ꯃꯔꯨꯑꯣꯏꯕ ꯑꯗꯨ ꯈꯟꯅꯒꯅꯤ꯫ ꯑꯩꯅ ꯂꯥꯏꯔꯤꯛ ꯑꯁꯤꯕꯨ ꯇꯔꯥꯒꯤ ꯃꯅꯨꯡꯗ ꯑꯃ ꯒ꯭ꯔꯦꯗ ꯇꯧꯒꯅꯤ, ꯁ꯭ꯀꯨꯜꯒꯤ ꯃꯔꯨꯑꯣꯏꯕꯒꯤ ꯃꯇꯥꯡꯗ ꯈꯟꯅꯅꯕ ꯑꯏꯕ ꯑꯁꯤꯅ ꯊꯝꯂꯤꯕ ꯋꯥꯈꯜꯂꯣꯟ ꯑꯁꯤ ꯃꯌꯦꯛ ꯁꯦꯡꯏ ꯑꯗꯨꯕꯨ ꯂꯥꯏꯔꯤꯛ ꯑꯁꯤꯗꯤ ꯌꯥꯝꯅ ꯀꯨꯏꯔꯦ ꯑꯃꯁꯨꯡ ꯃꯁꯤꯒꯤ ꯄꯥꯟꯗꯝ ꯑꯗꯨ ꯃꯄꯨꯡ ꯐꯥꯍꯟꯕ ꯉꯝꯗꯦ꯫ ꯃꯁꯤꯗ ꯁꯦꯟꯁꯟ ꯑꯃ ꯈꯛꯇꯃꯛ ꯌꯥꯎꯏ ꯑꯃꯁꯨꯡ ꯑꯥꯔꯒꯨꯃꯦꯟꯠ, ꯄ꯭ꯔꯃꯥꯟ ꯅꯠꯇꯔꯒ ꯈꯨꯗꯝ ꯑꯃꯠꯇ ꯄꯤꯕ ꯉꯝꯗꯦ꯫ ꯒ꯭ꯔꯦꯗ ꯐꯒꯠꯍꯟꯅꯕꯒꯤꯗꯃꯛ, ꯑꯏꯕ ꯑꯗꯨꯅ ꯍꯤꯔꯝ ꯑꯗꯨꯗ ꯍꯦꯟꯅ ꯄꯥꯛꯊꯣꯛ ꯆꯥꯎꯊꯣꯛꯍꯟꯒꯗꯕꯅꯤ, ꯃꯈꯣꯏꯒꯤ ꯋꯥꯈꯜꯂꯣꯟ ꯑꯗꯨ ꯄꯤꯒꯗꯕꯅꯤ ꯑꯃꯁꯨꯡ ꯁꯄꯣꯔꯇꯤꯡ ꯏꯚꯤꯗꯦꯟꯁ ꯄꯤꯒꯗꯕꯅꯤ꯫ ꯄꯤꯔꯤꯕ ꯋꯥꯉꯥꯡ ꯑꯗꯨꯗ ꯂꯩꯔꯤꯕ ꯏꯃꯣꯁꯟꯁꯤꯡ ꯑꯗꯨ ꯈꯪꯗꯣꯛꯎ ꯑꯃꯁꯨꯡ ꯃꯈꯣꯏꯗꯨ ꯀꯔꯤꯒꯤꯗꯃꯛꯇ ꯁꯤꯖꯤꯟꯅꯔꯤꯕꯅꯣ ꯍꯥꯏꯕꯗꯨ ꯁꯟꯗꯣꯛꯅ ꯇꯥꯛꯄꯤꯌꯨ꯫ ꯋꯥꯔꯣꯜ: ꯅꯨꯃꯤꯠ ꯑꯁꯤ ꯑꯩꯈꯣꯏꯒꯤꯗꯃꯛ ꯊꯥꯖꯕ ꯌꯥꯗꯕ ꯃꯥꯏꯄꯥꯛꯄ ꯑꯃ ꯑꯣꯏꯈꯤ, ꯑꯃꯁꯨꯡ ꯃꯁꯤꯒꯤ ꯐꯜꯁꯤꯡ ꯇꯥꯕ ꯃꯇꯝꯗ ꯑꯩꯍꯥꯛꯅ ꯐꯥꯎꯈꯤꯕ ꯅꯨꯡꯉꯥꯏꯕ ꯑꯗꯨ ꯑꯩꯍꯥꯛꯅ ꯀꯩꯗꯧꯅꯨꯡꯗ ꯀꯥꯎꯔꯣꯏ꯫ ꯄꯤꯔꯤꯕ ꯋꯥꯉꯥꯡ ꯑꯗꯨꯗ ꯃꯁꯛ ꯈꯪꯗꯣꯛꯂꯕ ꯏꯃꯣꯁꯟꯁꯤꯡ ꯑꯗꯨꯗꯤ ꯃꯥꯏꯄꯥꯛꯄ ꯑꯃꯁꯨꯡ ꯅꯨꯡꯉꯥꯏꯕ ꯍꯥꯏꯕꯁꯤꯅꯤ꯫ ꯃꯥꯏꯄꯥꯛꯄ ꯍꯥꯏꯕ ꯋꯥꯍꯩ ꯑꯁꯤꯅ ꯃꯥꯏ ꯄꯥꯛꯄ ꯑꯃꯁꯨꯡ ꯃꯥꯏꯄꯥꯛꯄꯒꯤ ꯋꯥꯈꯜꯂꯣꯟ ꯑꯃꯥ ꯇꯥꯛꯏ, ꯃꯁꯤꯅ ꯋꯥꯉꯥꯡꯂꯣꯏ ꯑꯗꯨꯅ ꯃꯈꯣꯏꯅ ꯃꯔꯨ ꯑꯣꯏꯅ ꯂꯧꯔꯤꯕ ꯋꯥꯐꯝ ꯑꯃꯥ ꯐꯪꯂꯦ ꯍꯥꯏꯕ ꯇꯥꯛꯏ꯫ ꯅꯨꯡꯉꯥꯏꯕ ꯑꯗꯨ ꯀꯩꯗꯧꯉꯩꯗ ꯀꯥꯎꯔꯣꯏꯗꯕꯅꯤ ꯍꯥꯏꯕ ꯋꯥꯍꯩ ꯑꯁꯤꯅ ꯐꯜ ꯑꯗꯨꯗ ꯅꯨꯡꯉꯥꯏꯕ ꯑꯃꯁꯨꯡ ꯏꯂꯦꯛꯁꯟꯒꯤ ꯑꯀꯟꯕ ꯐꯤꯚꯝꯁꯤꯡ ꯑꯗꯨ ꯇꯥꯛꯏ꯫ ꯍꯥꯏꯔꯤꯕ ꯏꯃꯣꯁꯟꯁꯤꯡ ꯑꯁꯤ ꯋꯥꯉꯥꯡꯂꯣꯏ ꯑꯗꯨꯒꯤ ꯂꯅꯥꯏꯒꯤ ꯑꯣꯏꯕ ꯅꯨꯡꯉꯥꯏꯕ ꯐꯣꯡꯗꯣꯛꯄꯗ ꯑꯃꯁꯨꯡ ꯊꯧꯔꯝ ꯑꯗꯨꯒꯤ ꯃꯔꯨꯑꯣꯏꯕ ꯑꯗꯨ ꯐꯣꯡꯗꯣꯛꯅꯕꯒꯤꯗꯃꯛ ꯁꯤꯖꯤꯟꯅꯩ꯫ ꯁ꯭ꯄꯔꯤꯡ ꯂꯤꯁꯤꯡ ꯑꯅꯤ ꯀꯨꯃꯥꯊ‌ꯣꯏꯒꯤ ꯐꯦꯁꯟ ꯇ꯭ꯔꯦꯟꯗꯁꯤꯡꯒꯤ ꯂꯤꯁ꯭ꯠ ꯑꯃꯥ ꯁꯦꯝꯃꯨ꯫ ꯑꯣꯚꯔꯁꯥꯏꯖ ꯕꯣꯏꯐ꯭ꯔꯦꯟꯗ ꯖꯦꯀꯦꯠꯁꯤꯡ: ꯇ꯭ꯔꯦꯟꯗ ꯑꯁꯤ ꯇ꯭ꯔꯣꯁꯔ ꯅꯠꯇꯔꯒ ꯁ꯭ꯇꯔꯛꯆꯔꯦꯜ ꯁ꯭ꯀꯥꯔꯠꯒꯨꯝꯕ ꯇꯦꯜꯂꯔ ꯄꯤꯁꯁꯤꯡꯒ ꯂꯣꯏꯅꯅ ꯄꯦꯌꯥꯔ ꯇꯧꯕꯅ ꯆꯤꯛ ꯋꯦꯜ ꯄꯨꯠ-ꯇꯨꯒꯦꯗꯔ ꯂꯨꯛ ꯑꯃꯥ ꯄꯤꯒꯅꯤ꯫ ꯕ꯭ꯂꯦꯛ ꯐꯦꯁ ꯃꯥꯁ꯭ꯛ: ꯃꯐꯝ ꯑꯁꯤꯗ ꯐꯦꯁ ꯃꯥꯁ꯭ꯛꯅ ꯂꯤꯁ꯭ꯠ ꯑꯁꯤꯗ ꯌꯥꯎꯔꯛꯄ ꯑꯁꯤ ꯑꯉꯛꯄ ꯑꯃꯅꯤ꯫ ꯕ꯭ꯂꯦꯛ ꯃꯥꯁ꯭ꯛꯁꯤꯡ ꯑꯁꯤ ꯑꯇꯣꯞꯄ ꯗꯤꯁꯄꯣꯖꯦꯕꯜ ꯑꯣꯞꯁꯟꯁꯤꯡꯒꯤ ꯃꯍꯨꯠꯇ ꯁꯦꯡꯂꯕ ꯑꯃꯁꯨꯡ ꯁ꯭ꯇꯥꯏꯂꯤꯁ ꯑꯣꯏꯕ ꯑꯜꯇꯔꯅꯦꯇꯤꯕ ꯑꯃꯥ ꯑꯣꯏꯅ ꯊꯕꯛ ꯇꯧꯏ ꯃꯈꯣꯏ ꯑꯁꯤ ꯑꯥꯎꯠꯐꯤꯠꯁꯤꯡꯒ ꯀꯣꯑꯣꯔꯗꯤꯅꯦꯠ ꯇꯧꯕꯗ ꯂꯥꯏ꯫ ꯍꯦꯗ ꯁ꯭ꯀꯥꯔꯐꯁꯤꯡ: ꯔꯦꯇꯔꯣ ꯁꯤꯜꯛ ꯍꯦꯗꯁ꯭ꯀꯥꯔꯐ ꯂꯨꯛ ꯑꯁꯤꯒ ꯂꯣꯏꯅꯅꯥ ꯅꯍꯥꯛꯀꯤ ꯆꯥꯡꯆꯠꯇ ꯂꯩꯕ ꯍꯦꯌꯥꯔ ꯑꯞꯗꯣ ꯑꯗꯨ ꯏꯟꯇꯔꯦꯁ꯭ꯇꯤꯡ ꯑꯣꯏꯍꯟꯕꯤꯌꯨ꯫ ꯃꯁꯤꯕꯨ ꯍꯦꯌꯥꯔ ꯃꯈꯜ ꯑꯃꯍꯦꯛꯇꯗ ꯑꯁꯣꯏꯕ ꯂꯩꯇꯅ ꯇꯤꯡꯊꯣꯛꯅꯕ ꯃꯁꯤꯡ ꯊꯤꯉꯝꯗ꯭ꯔꯕ ꯇꯤꯎꯇꯣꯔꯤꯌꯥꯜꯁꯤꯡ ꯂꯩꯔꯤ꯫ ꯁꯣꯔꯕꯦꯠ ꯄꯦꯁ꯭ꯇꯦꯜ ꯇꯣꯟꯁꯤꯡ: ꯁꯣꯔꯕꯦꯠ ꯄꯦꯁ꯭ꯇꯦꯜ ꯇꯣꯟꯁꯤꯡꯒꯤ ꯃꯈꯜ ꯀꯌꯥ ꯑꯃꯥ ꯍꯟꯗꯛꯀꯤ ꯀꯨꯝꯁꯤ ꯑꯁꯤꯗ ꯐꯦꯁꯟ ꯑꯣꯏꯔꯦ ꯃꯔꯝꯗꯤ ꯃꯆꯨꯁꯤꯡ ꯑꯁꯤꯅ ꯄꯣꯖꯤꯇꯤꯕꯤꯇꯤ ꯔꯦꯗꯤꯌꯦꯠ ꯇꯧꯏ ꯑꯃꯁꯨꯡ ꯃꯤꯠꯇ ꯅꯨꯡꯉꯥꯏꯍꯜꯂꯤ꯫ ꯌꯦꯜꯂꯣ ꯕꯦꯒꯁꯤꯡ: ꯑꯦꯛꯁꯦꯁꯔꯤꯖ ꯑꯁꯤ ꯅꯍꯥꯛꯀꯤ ꯄꯣꯠꯁꯛ ꯑꯗꯨꯗ ꯃꯆꯨꯒꯤ ꯐꯤꯔꯥꯜ ꯑꯃꯥ ꯍꯥꯞꯆꯤꯟꯅꯕꯒꯤ ꯑꯆꯧꯕ ꯃꯑꯣꯡ ꯑꯃꯅꯤ꯫ ꯌꯦꯜꯂꯣ ꯕꯦꯒ ꯑꯃꯅ ꯄꯨꯟꯁꯤꯒꯤꯗꯃꯛ ꯑꯣꯞꯇꯤꯃꯤꯖꯝ ꯑꯃꯁꯨꯡ ꯊꯋꯥꯏ ꯌꯥꯎꯕ ꯄꯣꯛꯍꯜꯂꯤ, ꯃꯁꯤꯒꯤ ꯃꯊꯛꯇ, ꯃꯁꯤꯅ ꯄꯣꯠꯂꯝ ꯑꯃꯠꯇ ꯃꯉꯥꯜ ꯄꯤꯔꯤ꯫ ꯐꯣꯛ ꯏꯟꯁꯄꯥꯏꯔꯦꯠ ꯀꯣꯠꯁꯤꯡ: ꯐꯣꯛ-ꯏꯟꯁꯄꯥꯏꯔꯦꯠ ꯀꯣꯠꯁꯤꯡꯗ ꯌꯥꯝꯅ ꯂꯨꯕ ꯑꯦꯝꯕ꯭ꯔꯣꯏꯗ꯭ꯔꯤ ꯑꯃꯁꯨꯡ ꯑꯦꯒꯖꯥꯝ ꯐ꯭ꯔꯤꯟꯖꯁꯤꯡꯅ ꯄꯣꯠꯂꯝ ꯑꯃꯠꯇꯗ ꯗꯥꯏꯃꯦꯟꯁꯟ ꯑꯃꯁꯨꯡ ꯃꯑꯣꯡ ꯃꯇꯧ ꯍꯥꯞꯆꯤꯜꯂꯤ꯫ ꯍꯣꯠ ꯅꯤ ꯍꯥꯏ ꯕꯨꯠ: ꯑꯣꯍ ꯁꯣ ꯔꯦꯠꯔꯣ, ꯑꯗꯨꯝ ꯑꯣꯏꯅꯃꯛ ꯑꯣꯍ ꯁꯣ ꯆꯤꯛ, ꯍꯣꯠ ꯅꯤ ꯍꯥꯏ ꯕꯨꯠ ꯑꯁꯤ ꯌꯥꯎꯔꯤ ꯑꯃꯁꯨꯡ ꯀꯩꯗꯧꯅꯨꯡꯗ ꯋꯥꯐꯝ ꯑꯃ ꯐꯣꯡꯗꯣꯛꯄ ꯉꯝꯗꯦ꯫ ꯄꯣꯞ ꯕ꯭ꯂꯨ ꯑꯦꯛꯁꯦꯁꯔꯤꯖ: ꯕ꯭ꯂꯨ ꯑꯁꯤ ꯃꯍꯧꯁꯥꯅ ꯅꯣꯡꯖꯨ ꯊꯥꯒꯤ ꯃꯇꯝꯒ ꯃꯔꯤ ꯂꯩꯅꯔꯕꯁꯨ, ꯊꯥ ꯑꯁꯤꯒꯤ ꯀꯨꯝꯁꯤꯗ, ꯅꯍꯥꯛꯅ ꯏꯂꯦꯛꯇ꯭ꯔꯤꯛ ꯕ꯭ꯂꯨ ꯑꯦꯛꯁꯦꯁꯔꯤꯖꯒꯤ ꯄꯣꯞ ꯑꯃꯥ ꯇ꯭ꯔꯦꯟꯗ ꯇꯧꯕ ꯎꯕ ꯐꯪꯒꯅꯤ꯫